ꯕꯤꯖꯤꯅꯦꯁꯁꯤꯡꯒꯤꯗꯃꯛꯇ ꯁꯥꯏꯕꯔꯁꯦꯀ꯭ꯌꯨꯔꯤꯇꯤꯒꯤ ꯃꯔꯨꯑꯣꯏꯕ ꯑꯗꯨ ꯁꯟꯗꯣꯛꯅꯥ ꯇꯥꯛꯄꯤꯌꯨ꯫ ꯁꯥꯏꯕꯔꯁꯦꯀ꯭ꯌꯨꯔꯤꯇꯤ ꯍꯥꯏꯕꯁꯤ ꯏꯟꯇꯔꯅꯦꯠꯀꯥ ꯁꯝꯅꯕ ꯁꯤꯁꯇꯦꯝꯁꯤꯡ ꯑꯃꯁꯨꯡ ꯗꯦꯇꯥꯁꯤꯡꯕꯨ ꯑꯌꯥꯕꯥ ꯄꯤꯗꯕ ꯑꯦꯛꯆꯦꯟꯁ ꯍꯨꯔꯥꯟꯕ ꯑꯃꯁꯨꯡ ꯑꯃꯥꯡ ꯑꯇꯥ ꯊꯣꯛꯍꯟꯗꯕꯒꯤ ꯊꯧꯑꯣꯡꯅꯤ꯫ ꯃꯁꯤꯗ ꯗꯤꯚꯥꯏꯁꯁꯤꯡ ꯅꯦꯇꯋꯥꯔꯛꯁꯤꯡ ꯑꯃꯁꯨꯡ ꯗꯦꯇꯥꯁꯤꯡ ꯁꯥꯏꯕꯔ ꯊ꯭ꯔꯦꯠꯁꯤꯡꯗꯒꯤ ꯉꯥꯛꯊꯣꯛꯅꯕ ꯗꯤꯖꯥꯏꯟ ꯇꯧꯔꯕ ꯇꯦꯛꯅꯣꯂꯣꯖꯤꯁꯤꯡ ꯄ꯭ꯔꯣꯁꯦꯁꯁꯤꯡ ꯑꯃꯁꯨꯡ ꯊꯧꯔꯥꯡꯁꯤꯡ ꯌꯥꯎꯔꯤ꯫ ꯃꯁꯤ ꯃꯔꯨꯑꯣꯏꯅ ꯁꯦꯜ ꯊꯨꯝꯒꯤ ꯔꯦꯀꯣꯔꯠꯁꯤꯡ ꯏꯝꯄ꯭ꯂꯣꯌꯤꯁꯤꯡ ꯅꯠꯇ꯭ꯔꯒ ꯀꯁꯇꯃꯔꯁꯤꯡꯒꯤ ꯄꯔꯁꯣꯅꯦꯜ ꯏꯟꯐꯣꯔꯃꯦꯁꯟ ꯄ꯭ꯔꯣꯄꯔꯇꯤ ꯗꯦꯇꯥ ꯑꯃꯁꯨꯡ ꯏꯟꯇꯔꯂꯦꯛꯆꯨꯑꯦꯜ ꯄ꯭ꯔꯣꯄꯔꯇꯤꯒꯨꯝꯕ ꯁꯦꯟꯁꯤꯇꯤꯞ ꯗꯦꯇꯥ ꯀꯌꯥ ꯁ꯭ꯇꯣꯔ ꯇꯧꯕ ꯑꯃꯁꯨꯡ ꯃꯦꯅꯦꯖ ꯇꯧꯕ ꯕꯤꯖꯤꯅꯦꯁꯁꯤꯡꯒꯤꯗꯃꯛꯇ ꯃꯔꯨꯑꯣꯏ꯫ ꯁꯥꯏꯕꯔꯁꯦꯀ꯭ꯌꯨꯔꯤꯇꯤ ꯑꯁꯤ ꯕꯤꯖꯤꯅꯦꯁꯁꯤꯡꯒꯤꯗꯃꯛꯇ ꯃꯔꯨꯑꯣꯏꯕꯒꯤ ꯃꯔꯝ ꯈꯔꯥ ꯃꯈꯥꯗ ꯄꯤꯔꯤ ꯁꯦꯟꯁꯤꯇꯤꯚ ꯗꯦꯇꯥ ꯉꯥꯛꯊꯣꯛꯄ ꯁꯥꯏꯕꯔꯁꯦꯀ꯭ꯌꯨꯔꯤꯇꯤꯒꯤ ꯊꯧꯔꯥꯡꯁꯤꯡꯅ ꯁꯦꯟꯁꯤꯇꯤꯞ ꯕꯤꯖꯅꯦꯁ ꯗꯦꯇꯥ ꯑꯗꯨ ꯑꯌꯥꯕ ꯄꯤꯗꯕ ꯑꯦꯛꯆꯦꯟꯁ ꯂꯥꯟꯅ ꯁꯤꯖꯤꯟꯅꯕ ꯅꯠꯇ꯭ꯔꯒ ꯍꯨꯔꯥꯟꯕ ꯊꯤꯡꯕꯗ ꯃꯇꯦꯡ ꯄꯥꯡꯏ꯫ ꯗꯦꯇꯥ ꯊꯨꯒꯥꯏꯕꯒꯤ ꯊꯧꯗꯣꯛ ꯑꯃꯈꯛꯇ ꯀꯁꯇꯃꯔꯁꯤꯡꯗꯒꯤ ꯊꯥꯖꯕ ꯃꯥꯡꯈꯤꯕ ꯁꯦꯜ ꯊꯨꯝꯒꯤ ꯑꯆꯧꯕ ꯑꯃꯥꯡ ꯑꯇꯥ ꯑꯃꯁꯨꯡ ꯀꯝꯄꯦꯅꯤꯒꯤ ꯃꯤꯡꯆꯠꯇ ꯑꯃꯥꯡ ꯑꯇꯥ ꯊꯣꯛꯍꯟꯕ ꯌꯥꯎꯅ ꯑꯋꯥꯕ ꯐꯜꯁꯤꯡ ꯊꯣꯛꯍꯟꯕ ꯌꯥꯏ꯫ ꯕꯤꯖꯤꯅꯦꯁ ꯑꯣꯄꯔꯦꯁꯅꯆꯤꯥꯡꯕ ꯑꯀꯥꯏꯕ ꯄꯤꯕ ꯊꯤꯡꯕ ꯔꯦꯟꯁꯝꯋꯥꯌꯔ ꯅꯠꯇ꯭ꯔꯒꯥ ꯗꯤꯁꯇ꯭ꯔꯤꯕꯌꯨꯇꯦꯠ ꯗꯦꯅꯤꯑꯦꯜ ꯑꯣꯐ ꯁꯔꯚꯤꯁ ꯑꯦꯇꯦꯛꯒꯨꯝꯕ ꯁꯥꯏꯕꯔ ꯑꯦꯇꯦꯛꯁꯤꯡꯅ ꯕꯤꯖꯤꯅꯦꯁ ꯑꯣꯄꯔꯦꯁꯟꯁꯤꯡꯗ ꯑꯀꯥꯏꯕ ꯄꯤꯕ ꯑꯃꯁꯨꯡ ꯊꯤꯡꯖꯤꯟꯕ ꯌꯥꯏ ꯃꯗꯨꯅ ꯃꯔꯝ ꯑꯣꯏꯗꯨꯅ ꯄ꯭ꯔꯗꯛꯇꯤꯚꯤꯇꯤ ꯔꯦꯚꯤꯅ꯭ꯌꯨ ꯑꯃꯁꯨꯡ ꯀꯁꯇꯃꯔꯁꯤꯡꯒꯤ ꯊꯥꯖꯕ ꯃꯥꯡꯍꯟꯕ ꯌꯥꯏ꯫ ꯏꯐꯦꯛꯇꯤꯚ ꯑꯣꯏꯕ ꯁꯥꯏꯕꯔꯁꯦꯀ꯭ꯌꯨꯔꯤꯇꯤꯒꯤ ꯊꯧꯔꯥꯡꯁꯤꯡ ꯏꯝꯄ꯭ꯂꯤꯃꯦꯟꯇ ꯇꯧꯗꯨꯅ ꯕꯤꯖꯤꯅꯦꯁꯁꯤꯡꯅ ꯑꯁꯤꯒꯨꯝꯕ ꯑꯦꯇꯦꯛꯁꯤꯡ ꯑꯁꯤꯒꯤ ꯔꯤꯁ꯭ꯛ ꯍꯟꯊꯍꯟꯕ ꯉꯝꯃꯤ ꯅꯠꯇ꯭ꯔꯒꯥ ꯌꯥꯝꯗ꯭ꯔꯕꯗ ꯃꯈꯣꯏꯒꯤ ꯏꯝꯄꯦꯛꯇ ꯑꯗꯨ ꯍꯟꯊꯍꯟꯕ ꯉꯝꯃꯤ꯫ ꯏꯟꯗꯁꯇ꯭ꯔꯤ ꯑꯃꯁꯨꯡ ꯁꯔꯀꯥꯔꯒꯤ ꯆꯠꯅ ꯀꯥꯡꯂꯣꯟꯁꯤꯡ ꯉꯥꯛꯅ ꯆꯠꯄ ꯏꯟꯗꯁꯇ꯭ꯔꯤ ꯑꯃꯁꯨꯡ ꯕꯤꯖꯤꯅꯦꯁ ꯑꯗꯨꯒꯤ ꯃꯐꯝꯒꯤ ꯃꯇꯨꯡꯏꯟꯅ ꯁꯦꯟꯁꯤꯇꯤꯞ ꯑꯣꯏꯕ ꯏꯟꯐꯣꯔꯃꯦꯁꯟ ꯉꯥꯛ ꯁꯦꯟꯅꯕꯒꯤꯗꯃꯛ ꯕꯤꯖꯤꯅꯦꯁꯁꯤꯡꯅ ꯏꯟꯒꯗꯕ ꯇꯣꯉꯥꯟ ꯇꯣꯉꯥꯟꯕ ꯁꯥꯏꯕꯔꯁꯦꯀ꯭ꯌꯨꯔꯤꯇꯤ ꯔꯦꯒꯨꯂꯦꯁꯟꯁꯤꯡ ꯂꯩꯕꯥꯌꯥꯏ꯫ ꯍꯥꯏꯔꯤꯕ ꯆꯠꯅ ꯀꯥꯡꯂꯣꯟꯁꯤꯡ ꯑꯁꯤ ꯉꯥꯛꯅ ꯆꯠꯄ ꯉꯝꯗꯕꯅ ꯃꯔꯝ ꯑꯣꯏꯗꯨꯅ ꯃꯁꯛ ꯊꯣꯛꯄꯥ ꯐꯥꯏꯟ ꯑꯃꯁꯨꯡ ꯄꯦꯅꯥꯜꯇꯤꯁꯤꯡ ꯄꯤꯕ ꯌꯥꯏ꯫ ꯀꯁꯇꯃꯔꯁꯤꯡꯒꯤ ꯊꯥꯖꯕ ꯑꯃꯁꯨꯡ ꯕ꯭ꯔꯥꯟꯗꯒꯤ ꯃꯤꯡꯆꯠ ꯊꯝꯕ ꯀꯁꯇꯃꯔꯁꯤꯡꯒꯤ ꯊꯥꯖꯕ ꯑꯁꯤ ꯕꯤꯖꯤꯅꯦꯁ ꯑꯃꯍꯦꯛꯇꯒꯤ ꯃꯥꯏ ꯄꯥꯛꯄꯗ ꯌꯥꯝꯅ ꯃꯔꯨꯑꯣꯏ꯫ ꯀꯔꯤꯒꯨꯝꯕ ꯀꯁꯇꯃꯔꯁꯤꯡꯅ ꯃꯈꯣꯏꯒꯤ ꯄꯔꯁꯣꯅꯦꯜ ꯅꯠꯇ꯭ꯔꯒꯥ ꯐꯥꯏꯅꯥꯟꯁꯤꯑꯦꯜ ꯏꯟꯐꯣꯔꯃꯦꯁꯟ ꯑꯗꯨ ꯕꯤꯖꯤꯅꯦꯁ ꯑꯃꯒ ꯂꯣꯏꯅꯅ ꯁꯦꯛꯌꯨꯑꯣꯔ ꯑꯣꯏꯔꯦ ꯍꯥꯏꯅ ꯈꯜꯂꯕꯗꯤ ꯃꯈꯣꯏꯅ ꯃꯗꯨꯒ ꯂꯣꯏꯅꯅ ꯃꯈꯥ ꯇꯥꯅ ꯕꯤꯖꯤꯅꯦꯁ ꯇꯧꯕ ꯌꯥꯕꯒꯤ ꯑꯣꯏꯊꯣꯛꯄ ꯂꯩꯇꯦ꯫